ꯒ꯭ꯔꯣꯁꯔꯤꯗ ꯁꯦꯜ ꯊꯥꯗꯕꯒꯤ ꯃꯑꯣꯡ ꯑꯅꯤ ꯄꯟꯕꯤꯌꯨ꯫ ꯅꯍꯥꯛꯀꯤ ꯆꯥꯅꯕ ꯊꯧꯔꯥꯡ ꯇꯧ ꯑꯃꯁꯨꯡ ꯒ꯭ꯔꯣꯁꯔꯤ ꯂꯤꯁ ꯑꯃ ꯁꯦꯝꯃꯨ ꯁꯇꯣꯔꯗ ꯆꯠꯇꯔꯤꯉꯩꯒꯤ ꯃꯃꯥꯡꯗ ꯅꯨꯃꯤꯠ ꯑꯗꯨꯒꯤ ꯑꯣꯏꯅ ꯅꯍꯥꯛꯀꯤ ꯆꯥꯅꯕ ꯊꯧꯔꯥꯡ ꯇꯧ ꯑꯃꯁꯨꯡ ꯒ꯭ꯔꯣꯁꯔꯤ ꯂꯤꯁ ꯑꯃ ꯁꯦꯝꯃꯨ꯫ ꯃꯁꯤꯅ ꯅꯍꯥꯛꯄꯨ ꯏꯝꯄꯜꯁ ꯕꯥꯏꯁꯤꯡ ꯊꯤꯡꯕꯗ ꯃꯇꯦꯡ ꯄꯥꯡꯒꯅꯤ ꯑꯃꯁꯨꯡ ꯅꯍꯥꯛꯅ ꯍꯞꯇꯥ ꯑꯗꯨꯒꯤ ꯑꯣꯏꯅ ꯃꯊꯧ ꯇꯥꯔꯤꯕ ꯑꯗꯨ ꯈꯛꯇꯃꯛ ꯂꯧꯔꯤ ꯍꯥꯏꯕ ꯁꯣꯏꯗꯅ ꯈꯪꯍꯟꯕ ꯉꯝꯒꯅꯤ꯫ ꯆꯥꯅꯕ ꯆꯤꯟꯖꯥꯛ ꯃꯥꯡꯍꯟꯕ ꯍꯟꯊꯍꯟꯅꯕ ꯑꯃꯁꯨꯡ ꯁꯦꯟ ꯀꯅꯕ ꯉꯝꯅꯕ ꯅꯍꯥꯛꯀꯤ ꯂꯤꯁꯇꯥ ꯍꯥꯞꯆꯤꯟꯗ꯭ꯔꯤꯉꯩ ꯃꯃꯥꯡꯗ ꯅꯍꯥꯛꯅ ꯌꯨꯝꯗ ꯍꯥꯟꯅꯅ ꯂꯩꯔꯕ ꯄꯣꯠꯁꯛꯁꯤꯡ ꯑꯗꯨ ꯁꯣꯏꯗꯅ ꯁꯤꯖꯤꯟꯅꯧ꯫ ꯃꯃꯜꯁꯤꯡ ꯆꯥꯡꯗꯝꯅꯕ ꯑꯃꯁꯨꯡ ꯗꯤꯜꯁꯤꯡꯒꯤꯗꯃꯛ ꯗꯣꯀꯌꯨꯃꯦꯟ ꯇꯧꯕ ꯁꯇꯣꯔꯗ ꯆꯠꯇꯔꯤꯉꯩꯒꯤ ꯃꯃꯥꯡꯗ ꯇꯣꯉꯥꯟ ꯇꯣꯉꯥꯟꯕ ꯁꯇꯣꯔꯁꯤꯡꯅ ꯄꯤꯔꯤꯕ ꯗꯤꯜꯁꯤꯡ ꯑꯃꯁꯨꯡ ꯗꯤꯁꯀꯥꯎꯟꯁꯤꯡ ꯑꯗꯨ ꯆꯦꯛ ꯇꯧꯕꯤꯌꯨ꯫ ꯅꯍꯥꯛꯀꯤ ꯁꯦꯚꯤꯡꯁꯤꯡ ꯑꯗꯨ ꯃꯈꯥ ꯇꯥꯅ ꯍꯦꯟꯒꯠꯍꯟꯅꯕ ꯅꯍꯥꯛꯅ ꯀꯨꯄꯟ ꯅꯠꯇ꯭ꯔꯒ ꯔꯤꯕꯦꯠ ꯑꯦꯞꯁꯤꯡꯁꯨ ꯁꯤꯖꯤꯟꯅꯕ ꯌꯥꯏ꯫ ꯁꯇꯣꯔꯗ ꯂꯩꯔꯕ ꯃꯇꯨꯡꯗ ꯇꯣꯉꯥꯟ ꯇꯣꯉꯥꯟꯕ ꯕꯔꯥꯟꯁꯤꯡꯒꯤ ꯃꯃꯜꯁꯤꯡ ꯆꯥꯡꯗꯝꯅꯕ ꯑꯃꯁꯨꯡ ꯅꯦꯝ ꯕꯔꯥꯟꯁꯤꯡꯗꯒꯤ ꯍꯦꯟꯅ ꯁꯇꯣꯔ ꯕꯔꯥꯟꯁꯤꯡ ꯂꯧꯅꯕ ꯈꯟꯅꯧ ꯃꯔꯝꯗꯤ ꯃꯈꯣꯏ ꯑꯁꯤ ꯆꯞ ꯃꯥꯟꯅꯕ ꯃꯒꯨꯟ ꯄꯤꯕꯒ ꯂꯣꯏꯅꯅ ꯍꯦꯟꯅ ꯁꯦꯟꯗꯣꯡ ꯂꯩꯕ ꯌꯥꯏ꯫ ꯃꯁꯤꯒꯤ ꯃꯊꯛꯇ ꯅꯍꯥꯛꯅ ꯆꯥꯡ ꯅꯥꯏꯅ ꯁꯤꯖꯤꯟꯅꯔꯤꯕ ꯑꯃꯁꯨꯡ ꯁꯦꯜꯐꯝꯒꯤ ꯃꯇꯝ ꯁꯥꯡꯅ ꯂꯩꯕ ꯑꯥꯏꯇꯦꯝꯁꯤꯡꯒꯤꯗꯃꯛ ꯕꯜꯀ ꯑꯣꯏꯅ ꯂꯧꯅꯕ ꯈꯟꯅꯕꯤꯌꯨ ꯃꯔꯝꯗꯤ ꯃꯁꯤꯅ ꯃꯇꯝ ꯁꯥꯡꯅ ꯍꯦꯟꯅ ꯃꯃꯜ ꯍꯣꯡꯕ ꯑꯣꯏꯕ ꯌꯥꯏ꯫